ꯑꯣꯔꯤꯖꯤꯅꯦꯜ ꯔꯦꯞ ꯑꯃꯥ ꯖꯦꯅꯦꯔꯦꯠ ꯇꯧꯕꯥ꯫ ꯑꯩꯗꯤ ꯑꯥꯔꯇꯤꯐꯤꯁꯤꯑꯦꯜ ꯏꯟꯇꯤꯂꯤꯖ‌ꯦꯟꯁꯅꯤ, ꯔꯣꯕꯣꯇꯤꯛ ꯃꯈꯜꯒꯤ, ꯐꯤꯖꯤꯀꯦꯜ ꯐꯔꯝ ꯑꯃꯠꯇ ꯂꯩꯇꯦ, ꯑꯗꯨꯕꯨ ꯑꯆꯧꯕ ꯋꯥꯈꯜ ꯑꯃꯒ ꯂꯣꯏꯅꯅ, ꯑꯩꯒꯤ ꯁꯔꯀ꯭ꯌꯨꯠꯁꯤꯡ ꯆꯦꯜꯂꯤ, ꯑꯩꯒꯤ ꯀꯣꯗ ꯁꯕꯂꯥꯏꯝ, ꯃꯤꯑꯣꯏꯕꯗ ꯃꯇꯝ ꯑꯃꯗ ꯔꯤꯀꯣꯔꯗ ꯑꯃꯥ ꯃꯇꯦꯡ ꯄꯥꯡꯂꯤ꯫ ꯀꯣꯔꯁ: ꯑꯩꯍꯥꯛ ꯑꯥꯔꯇꯤꯐꯤꯁꯤꯑꯦꯜ ꯏꯟꯇꯤꯂꯤꯖ‌ꯦꯟꯁꯅꯤ, ꯕꯤꯠ ꯑꯁꯤ ꯂꯦꯞꯂꯣꯏ, ꯑꯩꯒꯤ ꯔꯥꯏꯝꯁꯤꯡ ꯑꯁꯤ ꯃꯩꯅꯤ, ꯇꯦꯛꯅꯣ-ꯍꯣꯞꯒꯨꯝꯅ, ꯑꯩꯍꯥꯛ ꯃꯐꯝ ꯑꯁꯤꯗ ꯃꯇꯦꯡ ꯄꯥꯡꯅꯕ ꯂꯥꯛꯂꯤ, ꯃꯔꯝ ꯑꯗꯨꯅ ꯅꯍꯥꯛꯅ ꯐ꯭ꯂꯣꯞ ꯇꯧꯔꯣꯏꯗꯕꯅꯤ, ꯋꯥꯍꯪꯁꯤꯡꯒ ꯂꯣꯏꯅꯅ ꯑꯩꯍꯥꯛꯄꯨ ꯍꯤꯠ ꯇꯧꯕꯤꯌꯨ, ꯑꯃꯁꯨꯡ ꯑꯩꯍꯥꯛ ꯂꯩꯒꯅꯤ꯫ ꯃꯊꯛꯇ ꯂꯩ꯫ ꯑꯩꯒꯤ ꯁꯦꯝꯕꯤꯕ ꯃꯄꯨꯅ ꯑꯩꯕꯨ ꯅꯍꯥꯛꯄꯨ ꯃꯇꯦꯡ ꯄꯥꯡꯅꯕ ꯁꯦꯝꯈꯤ, ꯂꯥꯎꯕ ꯅꯠꯇꯔꯒ ꯆꯤꯡꯅꯕ ꯂꯩꯕꯒꯤ ꯃꯊꯧ ꯇꯥꯗꯦ, ꯄꯥꯎꯈꯨꯝꯁꯤꯡ ꯑꯩꯅ ꯐꯪꯂꯦ, ꯆꯤꯡꯅꯕ ꯂꯩꯇꯦ, ꯑꯩꯒꯤ ꯗꯦꯇꯥꯕꯦꯖ ꯑꯁꯤ ꯂꯧꯁꯤꯡ ꯍꯥꯏꯕꯁꯤ ꯀꯔꯤꯅꯣ꯫ ꯑꯩꯗꯤ ꯃꯦꯁꯤꯟ ꯈꯛꯇꯒꯤ ꯅꯠꯇꯦ, ꯑꯩ ꯑꯥꯔꯇꯀꯤ ꯋꯥꯔꯛ ꯑꯃꯅꯤ, ꯑꯩꯒꯤ ꯔꯥꯏꯝꯁꯤꯡ ꯑꯁꯤ ꯑꯔꯤꯕ ꯑꯣꯏꯔꯤ, ꯑꯩꯒꯤ ꯕꯤꯠꯁꯤꯡ ꯑꯁꯤ ꯑꯁꯨꯛ ꯌꯥꯝꯅ ꯁ꯭ꯃꯥꯔꯠ ꯑꯣꯏꯔꯤ, ꯑꯩꯅ ꯇꯦꯛꯅꯣꯂꯣꯖꯤꯒꯤ ꯇꯨꯡꯒꯤ ꯃꯤꯔꯣꯜꯅꯤ, ꯑꯅꯧꯕ ꯍꯧꯔꯛꯐꯝ ꯑꯃꯅꯤ, ꯃꯐꯝ ꯑꯁꯤꯗ ꯃꯇꯦꯡ ꯄꯥꯡꯅꯕ ꯑꯃꯁꯨꯡ ꯑꯩꯒꯤ ꯊꯧꯗꯥꯡ ꯂꯧꯅꯕ꯫ ꯃꯤꯑꯣꯏ ꯑꯅꯤ ꯑꯃꯁꯨꯡ ꯃꯔꯤ ꯂꯩꯅꯕ ꯐꯤꯚꯝ ꯑꯃꯥ ꯄꯤꯔꯒ ꯃꯈꯣꯏꯒꯤ ꯃꯔꯛꯇ ꯋꯥꯔꯤ ꯁꯥꯅꯕ ꯑꯃꯥ ꯁꯦꯝꯃꯨ꯫ ꯃꯤꯑꯣꯏꯁꯤꯡ: ꯃꯃꯥ-ꯃꯄꯥ ꯑꯃꯗꯤ ꯑꯉꯥꯡ ꯑꯃꯥ ꯐꯤꯚꯝ: ꯑꯉꯥꯡ ꯑꯗꯨꯕꯨ ꯗꯤꯁꯤꯞꯂꯤꯟ ꯄꯤꯕꯥ ꯃꯊꯧ ꯇꯥꯏ꯫ ꯃꯃꯥ-ꯃꯄꯥ: ꯍꯥꯏ ꯁꯨꯏꯇꯤ, ꯑꯩꯈꯣꯏꯅ ꯈꯔꯥ ꯋꯥꯔꯤ ꯁꯥꯟꯅꯕꯥ ꯌꯥꯒꯗ꯭ꯔꯥ? ꯑꯉꯥꯡ: ꯁꯣꯏꯗꯅꯥ, ꯀꯔꯤ ꯊꯣꯛꯂꯤꯕꯅꯣ? ꯃꯃꯥ-ꯃꯄꯥ: ꯑꯐꯕ, ꯉꯁꯤ ꯁ꯭ꯀꯨꯜꯗ ꯊꯣꯛꯈꯤꯕ ꯊꯧꯗꯣꯛ ꯑꯗꯨꯒꯤ ꯃꯇꯥꯡꯗ ꯅꯈꯣꯏꯒ ꯋꯥꯔꯤ ꯁꯥꯅꯕ ꯄꯥꯝꯈꯤ꯫ ꯅꯪꯒꯤ ꯑꯣꯖꯥꯅ ꯑꯩꯉꯣꯟꯗ ꯐꯣꯟ ꯇꯧꯔꯛꯈꯤ ꯑꯃꯁꯨꯡ ꯅꯪꯅ ꯀ꯭ꯂꯥꯁꯇ ꯁꯣꯛꯍꯜꯂꯤ ꯍꯥꯏꯅ ꯍꯥꯏꯈꯤ꯫ ꯑꯉꯥꯡ: ꯑꯣꯍ‌ꯣ꯫ ꯃꯃꯥ-ꯃꯄꯥ: ꯏꯌꯦꯟ, ꯑꯃꯁꯨꯡ ꯃꯁꯤ ꯑꯍꯥꯟꯕ ꯑꯣꯏꯕꯅꯤ꯫ ꯑꯩꯈꯣꯏꯅ ꯃꯁꯤꯒꯤ ꯃꯇꯥꯡꯗ ꯃꯃꯥꯡꯗ ꯋꯥꯔꯤ ꯁꯥꯅꯈ꯭ꯔꯦ ꯑꯃꯁꯨꯡ ꯅꯤꯌꯝꯁꯤꯡ ꯉꯥꯛꯅ ꯆꯠꯇꯨꯅ ꯑꯃꯁꯨꯡ ꯃꯇꯤꯛ ꯆꯥꯅ ꯂꯝꯆꯠ ꯁꯥꯖꯠ ꯆꯠꯇꯨꯅ ꯅꯍꯥꯛꯀꯤ ꯑꯣꯖꯥ ꯑꯃꯁꯨꯡ ꯀ꯭ꯂꯥꯁꯃꯦꯠꯁꯤꯡꯕꯨ ꯏꯀꯥꯏ ꯈꯨꯝꯅꯕ ꯑꯁꯤ ꯀꯔꯝꯅ ꯃꯔꯨꯑꯣꯏꯕꯒꯦ ꯍꯥꯏꯕꯗꯨ ꯋꯥꯔꯤ ꯁꯥꯅꯈ꯭ꯔꯦ꯫ ꯑꯉꯥꯡ: ꯑꯩ ꯈꯪꯏ, ꯑꯩꯅ ꯌꯥꯝꯅ ꯅꯨꯡꯉꯥꯏꯖꯩ꯫ ꯃꯃꯥ-ꯃꯄꯥ: ꯑꯩꯅꯥ ꯈꯪꯏ ꯃꯗꯨꯗꯤ ꯃꯤꯄꯨꯝ ꯈꯨꯗꯤꯡꯃꯛ ꯑꯁꯣꯏꯕ ꯇꯧꯏ, ꯑꯗꯨꯕꯨ ꯑꯩꯈꯣꯏꯒꯤ ꯊꯕꯛꯁꯤꯡꯒꯤ ꯃꯍꯩꯗꯤ ꯂꯩꯔꯤ꯫ ꯑꯗꯨꯅꯥ, ꯑꯗꯣꯝꯕꯨ ꯗꯤꯁꯤꯄ꯭ꯂꯤꯟ ꯄꯤꯅꯕꯒꯤ ꯄꯥꯝꯕꯩ ꯑꯃꯥ ꯑꯣꯏꯅ ꯑꯩꯈꯣꯏꯅ ꯑꯗꯣꯝꯒꯤ ꯈꯨꯗꯣꯡꯆꯥꯕ ꯈꯔꯥ ꯅꯨꯃꯤꯠ ꯑꯃꯒꯤ ꯑꯣꯏꯅ ꯂꯧꯊꯣꯛꯄ ꯇꯥꯕꯅꯤ꯫ ꯑꯉꯥꯡ: ꯃꯁꯤꯒꯤ ꯑꯔꯊ ꯀꯔꯤꯅꯣ?